ꯃꯍꯥꯛꯅ ꯀꯦꯏꯕꯨ ꯀꯦꯏꯑꯣꯏꯕꯥꯗ ꯍꯪꯈꯤ ꯃꯗꯨꯗꯤ ꯃꯍꯥꯛꯅꯥ ꯑꯍꯜ ꯑꯣꯏꯔꯕ ꯅꯨꯄꯤ ꯑꯃꯒꯤ ꯈꯣꯡꯎꯞ ꯄꯥꯝꯃꯤ꯫ ꯃꯍꯥꯛꯄꯨ ꯌꯥꯝꯅ ꯅꯨꯡꯁꯤꯖꯕ ꯀꯦꯏꯕꯨ ꯀꯦꯏꯑꯣꯏꯕꯥꯅ ꯑꯍꯜ ꯑꯣꯏꯔꯕ ꯅꯨꯄꯤ ꯑꯗꯨꯕꯨ ꯍꯥꯠꯇꯨꯅ ꯑꯃꯁꯨꯡ ꯈꯣꯡꯎꯞ ꯊꯥꯗꯣꯛꯇꯨꯅꯥ ꯃꯍꯥꯛꯀꯤ ꯑꯄꯥꯝꯕꯥ ꯑꯗꯨ ꯃꯄꯨꯡ ꯐꯥꯍꯟꯈꯤ꯫ ꯃꯇꯨꯡꯗ ꯊꯥꯕꯇꯣꯟꯅ ꯀꯦꯏꯕꯨ ꯀꯦꯏꯑꯣꯏꯕꯥꯗ ꯏꯁꯤꯡ ꯂꯧꯊꯣꯛꯅꯕ ꯑꯍꯣꯕꯥ ꯎꯇꯣꯡ ꯑꯃꯥ ꯄꯤꯈꯤ꯫ ꯀꯦꯏꯑꯣꯏꯕꯥ ꯀꯦꯏꯑꯣꯏꯕꯥ, ꯀꯟꯇꯦꯟꯔ ꯑꯗꯨꯒꯤ ꯍꯨꯔꯥꯟꯕ ꯑꯗꯨ ꯈꯉꯗꯅ ꯏꯁꯤꯡ ꯂꯧꯊꯣꯛꯅꯕꯥ ꯆꯠꯈꯤ, ꯃꯗꯨ ꯃꯍꯥꯛꯄꯨ ꯂꯣꯏꯕ ꯅꯥꯏꯗꯕ ꯍꯣꯠꯅꯕ ꯀꯌꯥ ꯂꯧꯈꯤ ꯑꯗꯨꯕꯨ ꯃꯇꯝ ꯄꯨꯝꯅꯃꯛꯇꯥ ꯑꯔꯏꯕ ꯑꯣꯏꯈꯤ꯫ ꯃꯍꯥꯛ ꯂꯩꯇꯔꯤꯉꯩ ꯃꯇꯃꯗ ꯊꯥꯕꯥꯇꯣꯟ ꯑꯃꯁꯨꯡ ꯃꯍꯥꯛꯀꯤ ꯃꯔꯨꯄꯁꯤꯡꯅꯥ ꯀꯦꯏꯕꯨ ꯀꯦꯏꯑꯣꯏꯕꯥꯒꯤ ꯌꯨꯝ ꯑꯗꯨ ꯃꯩ ꯊꯥꯗꯣꯛꯈꯤ, ꯅꯨꯄꯤ ꯑꯗꯨꯒꯤ ꯈꯣꯡꯎꯞ ꯑꯗꯨ ꯃꯄꯥꯟꯊꯣꯡꯗꯒꯤ ꯎꯕꯥ ꯐꯪꯒꯗꯕ ꯃꯑꯣꯡꯗꯥ ꯌꯨꯃꯒꯤ ꯃꯅꯨꯡꯗꯥ ꯊꯃꯈꯤ꯫ ꯕꯦꯝꯕꯣꯛ ꯀꯟꯇꯦꯅꯔ ꯑꯗꯨꯒꯤ ꯔꯤꯑꯦꯂꯤꯇꯤ ꯑꯃꯁꯨꯡ ꯃꯍꯥꯛꯀꯤ ꯌꯨꯃꯗꯥ ꯊꯣꯛꯂꯤꯕꯥ ꯂꯥꯏꯕꯛ ꯐꯕꯥ ꯐꯤꯚꯝ ꯑꯗꯨ ꯀꯛꯆꯤꯡ ꯑꯃꯅꯥ ꯐꯣꯡꯗꯣꯛꯈꯤꯕꯗꯒꯤ ꯀꯦꯏꯕꯨ ꯀꯦꯏꯑꯣꯏꯕꯥ ꯈꯨꯗꯛꯇꯥ ꯃꯌꯝꯗꯥ ꯍꯜꯂꯛꯈꯤ꯫ ꯅꯨꯄꯤ ꯑꯗꯨꯒꯤ ꯈꯣꯡꯎꯞ ꯑꯗꯨ ꯌꯨꯃꯒꯤ ꯃꯅꯨꯡꯗꯥ ꯃꯩꯅꯥ ꯆꯥꯛꯄꯥ ꯎꯕꯗ ꯋꯥꯈꯜ ꯈꯟꯊꯕ ꯉꯝꯗꯕ ꯀꯦꯏꯕꯨ ꯀꯦꯏꯑꯣꯏꯕꯥꯅ ꯃꯗꯨ ꯊꯥꯕꯥꯇꯣꯟ ꯃꯩ ꯆꯥꯛꯄꯅꯤ ꯍꯥꯏꯅꯥ ꯂꯧꯈꯤ꯫ ꯃꯍꯥꯛ ꯌꯨꯝ ꯑꯗꯨꯗꯥ ꯂꯥꯟꯗꯥꯗꯨꯅ ꯃꯩꯅꯥ ꯆꯥꯛꯄꯗꯒꯤ ꯁꯤꯈꯤ꯫ ꯁꯤꯅꯦꯃꯥꯒꯤ ꯁꯛꯇꯝ ꯏꯪ ꯂꯤꯁꯤꯡ ꯑꯅꯤ ꯃꯄꯥꯜ ꯗꯥ ꯐꯣꯡꯈꯤꯕꯥ ꯑꯦꯅꯤꯃꯦꯁꯟ ꯐꯤꯜꯝ ꯀꯦꯏꯕꯨ ꯀꯦꯏꯑꯣꯏꯕꯥ , ꯊꯥꯕꯥꯇꯣꯟꯒꯤ ꯁꯛꯇꯝ ꯁꯦꯝꯕꯥ ꯑꯁꯤ ꯐꯤꯂꯝ ꯃꯦꯀꯔꯁꯤꯡꯗꯥ ꯁꯤꯡꯅꯕ ꯑꯃ ꯑꯣꯏꯈꯤ꯫ ꯐꯤꯂꯝ ꯃꯦꯀꯔꯁꯤꯡꯒꯤ ꯃꯇꯨꯡ ꯏꯟꯅꯥ ꯊꯥꯕꯇꯣꯟꯒꯤ ꯆꯍꯤ ꯑꯁꯤ ꯆꯍꯤ ꯇꯔꯇꯥꯔꯨꯛ ꯇꯒꯤ ꯀꯨꯟ ꯐꯥꯎꯕꯒꯤ ꯃꯅꯨꯡꯗꯥ ꯂꯩ ꯍꯥꯌꯅꯥ ꯂꯧꯅꯔꯝꯃꯤ꯫ ꯑꯃꯁꯨꯡ ꯃꯍꯥꯛꯀꯤ ꯑꯍꯜ ꯑꯣꯏꯔꯕꯥ ꯃꯔꯨꯞꯀꯤ ꯆꯍꯤ ꯑꯁꯤ ꯆꯥꯎꯔꯥꯛꯅꯥ ꯆꯍꯤ ꯀꯨꯟꯊꯔꯥ ꯅꯤ ꯍꯥꯏꯅꯥ ꯂꯧꯅꯔꯝꯃꯤ꯫ ꯑꯦꯅꯤꯃꯦꯁꯟ ꯑꯥꯔꯇꯤꯁ꯭ꯇꯁꯤꯡꯅꯥ ꯊꯥꯕꯇꯟ ꯑꯃꯁꯨꯡ ꯃꯍꯥꯛꯀꯤ ꯇꯣꯉꯥꯟ ꯇꯣꯉꯥꯟꯕꯥ ꯑꯗꯨꯕꯨ ꯂꯨꯛ-ꯅꯥꯅꯕꯥ ꯃꯔꯨꯞ ꯇꯔꯦꯠ ꯀꯤ ꯃꯑꯣꯡ ꯃꯇꯧ ꯑꯃꯁꯨꯡ ꯍꯛꯆꯥꯡꯒꯤ ꯃꯑꯣꯡ ꯃꯇꯧꯁꯤꯡ ꯁꯦꯃꯒꯠꯄꯗꯥ ꯑꯋꯥꯕꯥ ꯃꯥꯌꯣꯛꯅꯈꯤ, ꯃꯈꯣꯏ ꯄꯨꯝꯅꯃꯛ ꯑꯁꯤ ꯆꯍꯤ ꯇꯔꯥ ꯗꯒꯤ ꯇꯔꯥꯃꯔꯤ ꯐꯥꯎꯕꯒꯤ ꯃꯅꯨꯡꯗꯥ ꯂꯩꯕꯥ ꯏꯃꯨꯡ ꯑꯃꯒꯤꯅꯤ꯫ ꯊꯥꯕꯇꯣꯟꯒꯤ ꯁꯛꯇꯝ ꯑꯁꯤ ꯁꯦꯝꯕꯥ ꯑꯁꯤ ꯑꯇꯣꯞꯄꯁꯤꯡꯒꯥ ꯆꯥꯡꯗꯝꯅꯕꯗꯥ ꯌꯥꯝꯅꯥ ꯃꯇꯝ ꯆꯪꯈꯤ꯫ ꯃꯔꯝꯗꯤ ꯑꯥꯔꯇꯤꯁ꯭ꯠ ꯚꯨꯃꯦꯟꯖꯣꯏꯅꯥ ꯅꯨꯄꯤ ꯑꯥꯔꯠ ꯁꯦꯝꯕꯗꯥ ꯍꯦꯟꯗꯤ ꯑꯣꯏꯈꯤꯗꯦ꯫ ꯅꯨꯄꯤꯁꯤꯡꯒꯤ ꯐꯣꯇꯣꯁꯤꯡꯗꯒꯤ ꯌꯦꯡꯂꯗꯨꯅꯥ ꯃꯇꯨꯡꯗꯥ ꯑꯥꯔꯇꯤꯁ꯭ꯠ ꯚꯨꯃꯦꯟꯖꯣꯌꯅꯥ ꯊꯥꯕꯇꯣꯟꯒꯤ ꯃꯑꯣꯡ ꯃꯇꯧ ꯑꯗꯨ ꯁꯦꯝꯅꯕꯥ ꯍꯣꯠꯅꯈꯤ꯫ ꯃꯗꯨ ꯇꯧꯔꯤꯉꯩꯗꯥ ꯃꯍꯥꯛꯅꯥ ꯍꯦꯌꯥꯔꯁ꯭ꯇꯥꯏꯜ, ꯃꯤꯠ, ꯑꯋꯥꯡꯕꯥ, ꯄꯣꯠꯆꯩ ꯑꯃꯁꯨꯡ ꯅꯨꯄꯤꯒꯤ ꯁꯛꯇꯝꯒꯤ ꯃꯇꯥꯡꯗꯥ ꯄꯨꯝꯅꯃꯛ ꯅꯤꯡꯁꯤꯡꯂꯝꯃꯤ꯫ ꯃꯇꯨꯡꯗꯥ ꯂꯦꯗꯤ ꯊꯥꯕꯇꯅꯒꯤ ꯃꯔꯥꯜ ꯂꯩꯖꯗ꯭ꯔꯕꯥ ꯃꯤꯠꯌꯦꯡ ꯑꯗꯨ ꯑꯔꯣꯏꯕꯗꯥ ꯁꯦꯃꯈꯤ꯫ ꯃꯊꯛꯇꯥ ꯄꯟꯈ꯭ꯔꯤꯕꯥ ꯁꯃꯨꯗ꯭ꯔꯒꯤ ꯑꯀꯥꯏ ꯑꯇꯣꯏꯁꯤꯡ ꯑꯁꯤꯒꯨꯝꯅꯥ ꯁꯃꯨꯗ꯭ꯔꯒꯤ ꯄꯣꯂꯨꯁꯟ ꯑꯁꯤ ꯃꯌꯦꯛ ꯁꯦꯡꯅꯥ ꯎꯕꯥ ꯐꯪꯂꯕꯁꯨ, ꯑꯌꯥꯝꯕꯥ ꯃꯇꯝꯗꯥ ꯎꯕꯥ ꯐꯪꯗꯕꯥ ꯄꯣꯂꯨꯁꯟ ꯑꯁꯤꯅꯥ ꯈ꯭ꯕꯥꯏꯗꯒꯤ ꯍꯦꯟꯅꯥ ꯁꯣꯀꯍꯜꯂꯤ꯫ ꯃꯦꯔꯤꯟ ꯄꯣꯂꯨꯁꯟ ꯑꯁꯤ ꯃꯤꯑꯣꯏꯕꯅꯥ ꯁꯤꯖꯤꯟꯅꯔꯤꯕꯥ ꯅꯠꯇ꯭ꯔꯒꯥ ꯁꯟꯗꯣꯛꯄꯥ ꯄꯣꯠꯁꯛꯁꯤꯡ, ꯍꯥꯌꯕꯗꯤ ꯏꯟꯗꯁ꯭ꯠꯔꯤꯑꯦꯜ, ꯑꯦꯒ꯭ꯔꯤꯀꯂꯔꯆꯔꯦꯜ ꯑꯃꯁꯨꯡ ꯔꯦꯁꯤꯗꯦꯟꯁꯤꯑꯦꯜ ꯋꯦꯁ꯭ꯠ, ꯄꯥꯔꯇꯤꯀꯂꯁꯤꯡ, ꯅꯣꯡꯂꯩ-ꯅꯨꯡꯁꯤꯠ, ꯑꯍꯦꯟꯕꯥ ꯀꯥꯔꯕꯣꯟ ꯗꯥꯏꯑꯣꯛꯁꯥꯏꯗ ꯅꯠꯇ꯭ꯔꯒ ꯏꯟꯚꯦꯁꯤꯚ ꯑꯣꯔꯒꯥꯅꯤꯖꯃꯁꯤꯡ ꯑꯁꯤ ꯁꯃꯨꯗ꯭ꯔꯗꯥ ꯆꯪꯁꯤꯜꯂꯛꯄꯥ ꯃꯇꯝꯗꯥ ꯑꯃꯁꯨꯡ ꯃꯐꯝꯗꯨꯗꯥ ꯃꯥꯡ-ꯇꯥꯛꯅꯤꯡꯉꯥꯏ ꯑꯣꯏꯕꯥ ꯏꯐꯦꯛꯇꯁꯤꯡ ꯊꯣꯛꯍꯟꯕꯥ ꯃꯇꯝꯗꯥ ꯊꯣꯛꯏ꯫ ꯑꯌꯥꯝꯕ ꯏꯟꯄꯨꯠꯁꯤꯡ ꯑꯁꯤ ꯂꯝꯗꯒꯤ ꯂꯥꯛꯄꯅꯥ ꯃꯔꯝ ꯑꯣꯏꯗꯨꯅꯥ, ꯇꯨꯔꯦꯜꯁꯤꯡ, ꯁꯤꯋꯦꯖ ꯅꯠꯇ꯭ꯔꯒ ꯑꯦꯇꯃꯣꯁ꯭ꯐꯤꯌꯔꯒꯤ ꯈꯨꯠꯊꯥꯡꯗ ꯑꯣꯏꯔꯕꯁꯨ, ꯃꯁꯤꯅꯥ ꯇꯥꯛꯂꯤꯕꯗꯤ ꯀꯟꯇꯤꯅꯦꯟꯇꯜ ꯁꯦꯂꯐꯃꯁꯤꯡ ꯑꯁꯤ ꯄꯣꯂꯨꯁꯟꯒꯤ ꯍꯦꯟꯅꯥ ꯈꯨꯗꯣꯡꯊꯤꯅꯤꯡꯉꯥꯏ ꯑꯣꯏ꯫ ꯑꯦꯌꯔ ꯄꯣꯂꯨꯁꯟ ꯑꯁꯤꯁꯨ ꯑꯥꯏꯔꯟ, ꯀꯥꯔꯕꯣꯟ ꯑꯦꯁꯤꯗ, ꯅꯥꯏꯇ꯭ꯔꯣꯖꯦꯟ, ꯁꯤꯂꯤꯀꯣꯟ, ꯁꯜꯐꯔ, ꯄꯦꯁ꯭ꯇꯤꯁꯥꯏꯗ ꯅꯠꯇ꯭ꯔꯒ ꯃꯩꯁꯥꯒꯤ ꯄꯥꯔꯇꯤꯛꯂꯁꯤꯡ ꯁꯃꯨꯗ꯭ꯔꯗꯥ ꯄꯨꯗꯨꯅꯥ ꯆꯠꯄꯅꯥ ꯃꯔꯝ ꯑꯣꯏꯗꯨꯅꯥ ꯀꯟꯇ꯭ꯔꯤꯕ꯭ꯌꯨꯠ ꯇꯧꯔꯤꯕꯥ ꯐꯦꯛꯇꯔ ꯑꯃꯅꯤ꯫